ꯗꯥꯌꯣꯅꯤꯁ ꯅꯠꯇ꯭ꯔꯒ ꯗꯥꯌꯣꯅꯥꯢꯁꯤꯁ ꯑꯁꯤ ꯒ꯭ꯔꯤꯛ ꯂꯥꯢꯅꯤꯡ ꯑꯃꯗꯤ ꯒ꯭ꯔꯤꯛꯀꯤ ꯃꯤ ꯂꯥꯢ ꯇꯤꯟꯒꯤ ꯋꯥꯔꯤꯗ ꯌꯥꯎꯕ ꯑꯪꯒꯨꯔ ꯂꯣꯛꯄ, ꯋꯥꯡꯂꯩ ꯌꯨ ꯁꯨꯡꯕ, ꯂꯩꯍꯥꯎ ꯆꯦꯟꯕ, ꯎꯍꯩꯀꯣꯜ, ꯇꯥꯎꯆꯤꯡ ꯍꯩ, ꯃꯅꯥ ꯃꯁꯤꯡ, ꯊꯧ ꯇꯧꯕꯒꯤ ꯉꯥꯎꯔꯛꯄ, ꯂꯥꯢ ꯇꯤꯟꯒꯤ ꯊꯧ, ꯍꯔꯥꯎ ꯀꯨꯝꯍꯩ ꯑꯃꯗꯤ ꯐꯝꯄꯥꯛ ꯀꯨꯝꯍꯩ ꯒꯤ ꯑꯣꯢꯕ ꯂꯥꯢꯅꯨꯄꯥ ꯑꯃꯅꯤ꯫ ꯗꯥꯏꯅꯥ ꯑꯍꯩꯕꯝ ꯑꯁꯤ ꯃꯅꯤꯄꯨꯔꯤ ꯃꯃꯤ ꯀꯨꯝꯍꯩ ꯁꯛꯇꯝ ꯂꯥꯡꯕꯤ ꯁꯤꯟꯂꯣꯏ ꯑꯃꯅꯤ꯫ ꯗꯥꯏꯅꯥ ꯑꯍꯩꯕꯝ ꯑꯁꯤ ꯅꯍꯥ ꯑꯣꯏꯔꯤꯕ ꯑꯃꯁꯨꯡ ꯑꯥꯁꯥ ꯂꯩꯔꯕ ꯃꯃꯤꯔꯣꯏ ꯑꯃꯅꯤ, ꯃꯅꯤꯄꯨꯔ ꯐꯤꯂꯝ ꯏꯟꯗꯁꯇ꯭ꯔꯤꯒꯤ ꯃꯐꯝꯗ ꯑꯅꯧꯕ ꯆꯪꯂꯛꯄꯅꯤ꯫ ꯃꯍꯥꯛꯅ "ꯃꯤꯅꯝꯕꯒꯤ ꯐꯥꯖꯥꯕ" ꯀꯧꯕ ꯃꯃꯤ ꯀꯨꯝꯍꯩ ꯑꯁꯤꯗ ꯑꯍꯥꯟꯕ ꯑꯣꯏꯅ ꯀꯨꯝꯈꯤ꯫ ꯐꯤꯂꯝꯀꯤ ꯃꯊꯛꯇ ꯗꯥꯏꯅꯥꯅ ꯍꯔꯥꯎ-ꯀꯨꯝꯍꯩ ꯑꯃꯁꯨꯡ ꯒ꯭ꯂꯦꯃꯔ ꯏꯟꯗꯁꯇ꯭ꯔꯤꯗ ꯈꯪꯅꯔꯕ ꯃꯍꯥꯛꯀꯤ ꯃꯐꯝ ꯑꯗꯨ ꯎꯠꯈꯤ꯫ ꯗꯥꯏꯅꯥꯅ ꯍꯤꯠ ꯃ꯭ꯌꯨꯖꯤꯛ ꯚꯤꯗꯤꯑꯣ ꯑꯦꯜꯕꯝꯁꯤꯡꯗ ꯌꯥꯎꯈꯤ ꯑꯃꯁꯨꯡ ꯃꯇꯝ ꯑꯗꯨꯃꯛꯇꯗ ꯏꯪ ꯂꯤꯁꯤꯡ ꯑꯅꯤꯒꯥ ꯁꯨꯞꯅꯥ ꯅꯤꯄꯥꯜꯒꯤ ꯆꯍꯤꯗ ꯇꯥꯃꯦꯡꯂꯣꯡ ꯖꯤꯂꯥꯗ ꯄꯥꯡꯊꯣꯛꯈꯤꯕ ꯃꯅꯤꯄꯨꯔ ꯑꯣꯔꯦꯟꯖ ꯐꯦꯁꯇꯤꯕꯦꯜꯗ ꯑꯣꯔꯦꯟꯖ ꯀ꯭ꯋꯤꯟ ꯑꯣꯏꯅ ꯂꯨꯍꯨꯞ ꯎꯞꯈꯤ꯫ ꯑꯣꯔꯦꯟꯖ ꯀ꯭ꯋꯤꯟ ꯑꯣꯏꯅ ꯂꯨꯍꯨꯞ ꯎꯞꯄꯒꯤ ꯃꯊꯛꯇ, ꯃꯍꯥꯛꯅ ꯆꯍꯤ ꯑꯗꯨꯃꯛꯇꯗ ꯕꯦꯁ ꯑꯥꯎꯠꯐꯤꯠ ꯑꯃꯁꯨꯡ ꯐꯣꯇꯣꯖꯦꯅꯤꯛ ꯌꯥꯎꯕ ꯁꯕ-ꯇꯥꯏꯇꯜ ꯑꯅꯤꯁꯨ ꯐꯪꯈꯤ꯫ ꯃꯃꯤ ꯀꯨꯝꯍꯩ ꯏꯟꯗꯁꯇ꯭ꯔꯤꯗ ꯆꯪꯗ꯭ꯔꯤꯉꯩ ꯃꯃꯥꯡꯗ ꯃꯣꯗꯦꯂꯤꯡ ꯇꯧꯕ ꯑꯃꯁꯨꯡ ꯚꯤꯗꯤꯑꯣ ꯃ꯭ꯌꯨꯖꯤꯛ ꯑꯦꯜꯕꯝꯁꯤꯡꯗ ꯌꯥꯎꯕ ꯑꯁꯤ ꯗꯥꯏꯅꯥꯒꯤ ꯁꯤꯟꯐꯝ ꯑꯣꯏꯈꯤ꯫ ꯃꯍꯥꯛꯄꯨ ꯗꯤꯖꯤꯇꯦꯜ ꯐꯤꯂꯝ ꯏꯟꯗꯁꯇ꯭ꯔꯤꯗ ꯃꯍꯥꯛꯀꯤ ꯃꯔꯨꯞ ꯑꯃ ꯑꯣꯏꯔꯤꯕ ꯃꯦꯛ ꯑꯞ ꯑꯥꯔꯇꯤꯁ꯭ꯠ ꯑꯃ ꯑꯣꯏꯔꯤꯕ ꯏꯕꯣꯝꯆꯥꯅ ꯁꯛꯇꯥꯛꯈꯤ, ꯃꯍꯥꯛꯅ ꯃꯇꯨꯡꯗ ꯃꯅꯤꯄꯨꯔꯒꯤ ꯃꯃꯤ ꯀꯨꯝꯍꯩꯒꯤ ꯁꯦꯂꯤꯕ꯭ꯔꯤꯇꯤꯁꯤꯡꯒꯤ ꯈ꯭ꯋꯥꯏꯗꯒꯤ ꯃꯃꯤꯡ ꯆꯠꯄ ꯃꯃꯤꯔꯣꯏꯁꯤꯡꯒꯤ ꯃꯅꯨꯡꯗ ꯑꯃ ꯑꯣꯏꯔꯤꯕ ꯑꯃꯁꯨꯡ ꯊꯋꯥꯏ ꯌꯥꯎꯕ ꯍꯤꯔꯝ ꯑꯣꯏꯔꯤꯕ ꯀꯥꯏꯀꯨꯒ ꯋꯥꯔꯤ ꯁꯥꯟꯅꯈꯤ꯫ ꯗꯥꯏꯅꯥꯅ ꯃꯍꯥꯛꯀꯤ ꯃꯃꯤ ꯀꯨꯝꯍꯩꯅ ꯊꯕꯛ ꯇꯧꯕꯒꯨꯝꯅ ꯀꯣꯔꯤꯌꯣꯒ꯭ꯔꯥꯐꯤ ꯇꯧꯕ ꯄꯥꯝꯃꯤ꯫ ꯃꯍꯥꯛꯅ ꯃꯃꯤꯔꯣꯏ ꯑꯃ ꯑꯣꯏꯅ ꯃꯍꯥꯛꯀꯤ ꯊꯧꯗꯥꯡ ꯑꯗꯨ ꯍꯧꯖꯤꯛ ꯐꯥꯎꯕ ꯅꯨꯡꯉꯥꯏꯇꯕ ꯑꯣꯏꯗ꯭ꯔꯤ ꯍꯥꯏꯅ ꯈꯜꯂꯤ ꯃꯔꯝꯗꯤ ꯃꯍꯥꯛꯅ ꯁꯤꯡꯅꯅꯤꯡꯉꯥꯏ ꯑꯣꯏꯕ ꯄꯨꯛꯅꯤꯡ ꯅꯨꯡꯁꯤꯕꯒꯤ ꯁꯛꯇꯝꯁꯤꯡ ꯑꯗꯨ ꯍꯩꯊꯣꯏ-ꯁꯤꯡꯊꯣꯏꯕꯗ ꯑꯋꯥꯕ ꯃꯥꯌꯣꯛꯅꯔꯤ꯫ ꯑꯇꯣꯞꯄ ꯑꯅꯧꯕ ꯂꯥꯛꯄ ꯀꯌꯥꯒꯨꯝꯅ, ꯗꯥꯏꯅꯥ ꯑꯍꯩꯕꯝꯁꯨ ꯍꯩꯊꯣꯏ-ꯁꯤꯡꯊꯣꯏꯔꯕ ꯑꯥꯔꯇꯤꯁ ꯑꯃꯅꯤ꯫ ꯍꯧꯖꯤꯛ ꯐꯥꯎꯕꯗ ꯃꯍꯥꯛꯅ ꯃꯥꯏꯄꯥꯛꯈ꯭ꯔꯕꯁꯨ, ꯗꯥꯏꯅꯥꯅ ꯐꯣꯡꯗꯣꯛꯈꯤ ꯃꯗꯨꯗꯤ ꯃꯍꯥꯛꯅ ꯍꯧꯔꯛꯂꯤꯕ ꯃꯤꯑꯣꯏꯁꯤꯡꯒꯨꯝꯅ ꯃꯍꯥꯛꯀꯤ ꯈꯨꯠꯇ ꯁ꯭ꯀ꯭ꯔꯤꯞ ꯂꯧꯗꯨꯅ ꯃꯤꯡꯁꯦꯜꯒꯤ ꯃꯃꯥꯡꯗ ꯃꯁꯥꯃꯛꯅ ꯁꯛꯇꯝ ꯂꯥꯡꯕꯒꯤ ꯆꯥꯡ ꯅꯥꯏꯅ ꯇꯝꯃꯤ꯫ ꯃꯍꯥꯛꯅ ꯍꯥꯏꯈꯤ ꯃꯗꯨꯗꯤ ꯃꯇꯝ ꯑꯃꯇꯗ ꯃꯍꯩ-ꯃꯁꯤꯡ ꯇꯝꯕ ꯑꯃꯁꯨꯡ ꯃꯃꯤ ꯀꯨꯝꯍꯩ ꯊꯦꯡꯅꯕ, ꯑꯁꯤ ꯌꯥꯝꯅ ꯋꯥꯕ ꯊꯕꯛ ꯑꯃꯅꯤ ꯃꯔꯝꯗꯤ ꯃꯍꯥꯛꯅ ꯑꯅꯤ ꯑꯁꯤꯒꯤ ꯃꯅꯨꯡꯗ ꯑꯃꯠꯇꯗ ꯃꯄꯨꯡ ꯐꯥꯅ ꯃꯇꯝ ꯀꯠꯊꯣꯛꯄꯗ ꯑꯋꯥꯕ ꯃꯥꯌꯣꯛꯅꯔꯤ꯫